ꯁꯥꯏꯟꯁ ꯐꯤꯛꯁꯟ ꯅꯨꯡꯁꯤꯕꯥ ꯃꯤꯑꯣꯏ ꯑꯃꯗ ꯅꯍꯥꯛꯅ ꯔꯤꯀꯃꯦꯟꯗ ꯇꯧꯒꯗꯕ ꯂꯥꯏꯔꯤꯛ ꯑꯍꯨꯝ ꯂꯤꯁ꯭ꯠ ꯇꯧꯕꯤꯌꯨ꯫ ꯐ꯭ꯔꯥꯉ꯭ꯛ ꯍꯔꯕꯦꯠꯀꯤ "ꯗ꯭ꯌꯨꯟ" ꯀ꯭ꯂꯥꯁꯤꯛ ꯁꯥꯏꯟꯁ ꯐꯤꯛꯁꯟ ꯅꯣꯚꯦꯜ ꯑꯁꯤ ꯌꯥꯝꯅ ꯂꯥꯞꯅ ꯂꯩꯕꯥ ꯇꯨꯡꯒꯤ ꯐꯤꯕꯝꯗ ꯅꯣꯕꯦꯜ ꯌꯨꯝꯐꯝ ꯁꯤꯡꯅ ꯄ꯭ꯂꯥꯅꯦꯇꯔꯤ ꯐꯤꯐꯥꯁꯤꯡꯕꯨ ꯀꯟꯇ꯭ꯔꯣꯜ ꯇꯧꯕꯥ ꯐ꯭ꯌꯨꯗꯜ ꯏꯟꯇꯔꯁꯇꯦꯜꯂꯔ ꯁꯣꯁꯥꯏꯇꯤ ꯑꯃꯒꯤ ꯃꯔꯛꯇ ꯁꯦꯝꯈꯤꯕꯅꯤ꯫ ꯋꯥꯔꯤ ꯑꯁꯤꯅꯥ ꯔꯥꯖꯅꯤꯇꯤ, ꯙꯔꯃ, ꯏꯀꯣꯂꯣꯖꯤ, ꯇꯦꯛꯅꯣꯂꯣꯖꯤ ꯑꯃꯁꯨꯡ ꯃꯤꯑꯣꯏꯕꯒꯤ ꯏꯃꯣꯁꯟꯁꯤꯡꯒꯤ ꯀꯝꯄ꯭ꯂꯦꯛꯁ ꯑꯃꯁꯨꯡ ꯃꯜꯇꯤ-ꯂꯦꯌꯔ ꯏꯟꯇꯔꯦꯛꯁꯟꯁꯤꯡ ꯑꯗꯨ ꯊꯤꯖꯤꯜꯂꯤ꯫ ꯑꯣꯔꯁꯟ ꯁ꯭ꯀꯠ ꯀꯥꯔꯗꯀꯤ "ꯑꯦꯟꯗꯔꯁ ꯒꯦꯝ" ꯅꯣꯚꯦꯜ ꯑꯁꯤ ꯄ꯭ꯔꯤꯊꯤꯕꯤꯒꯤ ꯇꯨꯡꯒꯤ ꯐꯤꯕꯝꯗ ꯁꯦꯝꯈꯤꯕꯅꯤ ꯑꯃꯁꯨꯡ ꯑꯗꯨꯗ ꯃꯤꯑꯣꯏꯕ ꯖꯥꯇꯤꯕꯨ ꯑꯦꯂꯤꯌꯟ ꯁ꯭ꯄꯤꯁꯤꯁ ꯑꯃꯅ ꯈꯨꯗꯣꯡꯊꯤꯕ ꯅꯪꯍꯜꯂꯤ꯫ ꯃꯊꯪꯒꯤ ꯑꯦꯇꯦꯛꯇꯀꯤꯗꯃꯛ ꯁꯦꯝ ꯁꯥꯗꯨꯅ ꯅꯣꯚꯦꯜ ꯑꯁꯤꯒꯤ ꯄ꯭ꯔꯣꯇꯣꯒꯣꯅꯤꯁ꯭ꯠ ꯑꯦꯟꯗꯔ ꯋꯤꯒꯤꯟ ꯌꯥꯎꯅ ꯑꯉꯥꯡꯁꯤꯡꯕꯨ ꯌꯥꯝꯅ ꯅꯍꯥ ꯑꯣꯏꯔꯤꯉꯩꯗꯒꯤ ꯇꯨꯡꯒꯤ ꯀꯃꯥꯟꯗꯔ ꯑꯣꯏꯅ ꯇ꯭ꯔꯦꯅꯤꯡ ꯄꯤꯔꯤ꯫ ꯅꯣꯚꯦꯜ ꯑꯁꯤꯅꯥ ꯂꯨꯆꯤꯡꯕ, ꯃꯑꯣꯡ ꯃꯇꯧ ꯈꯪꯕ ꯑꯃꯁꯨꯡ ꯂꯥꯟꯒꯤ ꯃꯣꯔꯦꯂꯤꯇꯤꯒꯤ ꯊꯤꯝꯁꯤꯡ ꯊꯤꯖꯤꯜꯂꯤ꯫ ꯗꯒꯂꯁ ꯑꯦꯗꯃꯁꯅ ꯏꯕꯥ "ꯗꯤ ꯍꯤꯇꯆꯤꯀꯥꯔꯁ ꯒꯥꯏꯗ ꯇꯨ ꯗꯥ ꯒꯦꯂꯦꯛꯁꯤ" ꯃꯁꯤ ꯀꯣꯃꯦꯗꯤ ꯁꯥꯏꯟꯁ ꯐꯤꯛꯁꯟ ꯁꯤꯔꯤꯖ ꯑꯃꯒꯤ ꯑꯍꯥꯟꯕ ꯂꯥꯏꯔꯤꯛꯅꯤ ꯃꯁꯤꯅ ꯃꯤꯑꯣꯏꯕ ꯑꯃ ꯑꯣꯏꯔꯤꯕ ꯑꯥꯔꯊꯔ ꯗꯦꯟꯇ ꯃꯍꯥꯛꯄꯨ ꯑꯦꯂꯤꯌꯟ ꯃꯔꯨꯞ ꯑꯃꯅ ꯃꯥꯡꯍꯟ ꯇꯥꯛꯍꯟꯕꯒꯤ ꯃꯤꯀꯨꯞ ꯈꯔꯒꯤ ꯃꯃꯥꯡꯗ ꯄ꯭ꯔꯤꯊꯤꯕꯤꯗꯒꯤ ꯉꯥꯛꯊꯣꯛꯈꯤꯕ ꯊꯧꯗꯣꯛꯁꯤꯡꯒꯤ ꯃꯇꯨꯡ ꯏꯟꯅ ꯆꯠꯂꯤ꯫. ꯋꯥꯔꯤ ꯑꯁꯤꯅ ꯄꯥꯔꯤꯕꯁꯤꯡꯕꯨ ꯒꯦꯂꯦꯛꯁꯤꯒꯤ ꯃꯅꯨꯡꯗ ꯋꯥꯏꯜꯗ ꯑꯃꯁꯨꯡ ꯍ꯭ꯌꯨꯃꯦꯟ ꯔꯥꯏꯗ ꯑꯃꯗ ꯄꯨꯔꯛꯏ ꯃꯤꯑꯣꯏꯕꯒꯤ ꯃꯑꯣꯡ ꯃꯇꯧ ꯑꯃꯁꯨꯡ ꯌꯨꯅꯤꯚꯔ꯭ꯁꯀꯤ ꯑꯔꯥꯟꯕ ꯋꯥꯐꯝꯁꯤꯡꯒꯤ ꯃꯇꯥꯡꯗ ꯋꯥꯈꯜ ꯋꯥꯕ ꯀꯃꯦꯟꯇꯔꯤ ꯀꯌꯥ ꯑꯃ ꯌꯥꯎꯔꯤ꯫